"ꯑꯕ꯭ꯔꯥꯍꯥꯝ ꯂꯤꯟꯀꯟꯒꯤ ꯃꯤꯈꯜ ꯑꯁꯤ ꯀꯔꯤꯒꯤꯗꯃꯛꯇ ꯔꯤꯚꯣꯂꯨꯁꯅꯔꯤ ꯃꯣꯃꯦꯟꯠ ꯑꯃ ꯑꯣꯏꯅ ꯂꯧꯈꯤꯕꯅꯣ ꯍꯥꯌꯕꯗꯨ ꯐꯣꯡꯗꯣꯛꯄꯤꯌꯨ꯫ ꯂꯤꯁꯤꯡ ꯑꯃꯒ ꯆꯅꯤꯄꯥꯟꯍꯨꯝꯐꯨ ꯗ ꯑꯕ꯭ꯔꯥꯍꯥꯝ ꯂꯤꯟꯀꯟꯒꯤ ꯃꯤꯈꯜ ꯑꯁꯤ ꯑꯃꯦꯔꯤꯀꯥꯒꯤ ꯄꯨꯋꯥꯔꯤꯗ ꯔꯤꯚꯣꯂꯨꯁꯅꯔꯤ ꯃꯣꯃꯦꯟꯠ ꯑꯃ ꯑꯣꯏꯅ ꯄꯥꯛ ꯁꯟꯅ ꯂꯧꯅꯩ꯫ ꯃꯔꯝ ꯀꯌꯥꯅ ꯃꯁꯤꯗ ꯃꯇꯦꯡ ꯄꯥꯡꯈꯤ: ꯑꯍꯥꯟꯕꯗ, ꯂꯤꯟꯀꯟꯒꯤ ꯃꯤꯈꯜꯗ ꯅꯧꯅ ꯁꯦꯝꯈꯤꯕ ꯔꯤꯄꯕ꯭ꯂꯤꯛ ꯄꯥꯔꯇꯤꯒꯤ ꯄ꯭ꯔꯦꯁꯤꯗꯦꯟꯠ ꯑꯃꯅ ꯑꯍꯥꯟꯕ ꯑꯣꯏꯅ ꯄ꯭ꯔꯦꯁꯤꯗꯦꯟꯠ ꯑꯣꯏꯅ ꯃꯥꯏꯄꯥꯛꯈꯤ꯫ ꯔꯤꯄꯕ꯭ꯂꯤꯛ ꯄꯥꯔꯇꯤ ꯑꯁꯤ ꯆꯍꯤ ꯈꯔꯒꯤ ꯃꯃꯥꯡꯗ ꯂꯤꯡꯈꯠꯈꯤꯕꯅꯤ, ꯃꯔꯨ ꯑꯣꯏꯅ ꯑꯅꯧꯕ ꯇꯦꯔꯤꯇꯣꯔꯤ ꯑꯃꯁꯨꯡ ꯁ꯭ꯇꯦꯠꯁꯤꯡꯗ ꯁ꯭ꯂꯦꯚꯔꯤ ꯊꯕꯛ ꯄꯥꯡꯊꯣꯛ ꯆꯥꯎꯊꯣꯛꯅꯕꯒꯤ ꯃꯥꯌꯣꯛꯇ꯫ ꯃꯁꯤꯅ ꯇꯥꯛꯄꯗꯤ ꯂꯤꯉꯡꯀꯟꯒꯤ ꯃꯤꯈꯜ ꯑꯁꯤ ꯂꯥꯟꯃꯤꯒꯤ ꯊꯕꯛ ꯄꯥꯛꯊꯣꯛ ꯆꯥꯎꯊꯣꯛꯅꯕꯒꯤ ꯃꯥꯌꯣꯛꯇ ꯂꯩꯕ ꯃꯤꯑꯣꯏꯁꯤꯡꯒꯤꯗꯃꯛ ꯃꯥꯏꯄꯥꯛꯄ ꯑꯃꯅꯤ ꯑꯃꯁꯨꯡ ꯂꯩꯕꯥꯛ ꯑꯁꯤꯒꯤ ꯔꯥꯖꯅꯤꯇꯤꯒꯤ ꯂꯃꯗ ꯑꯆꯧꯕ ꯑꯍꯣꯡꯕ ꯑꯃ ꯄꯨꯔꯛꯈꯤ꯫ ꯃꯁꯤꯒꯤ ꯃꯊꯛꯇ, ꯂꯤꯡꯀꯟꯒꯤ ꯃꯤꯈꯜ ꯑꯁꯤ ꯂꯩꯕꯥꯛ ꯑꯁꯤ ꯂꯥꯟꯃꯤꯒꯤ ꯋꯥꯐꯝꯗ ꯌꯥꯝꯅ ꯋꯥꯅ ꯊꯣꯛꯈꯤꯕ ꯃꯇꯝ ꯑꯗꯨꯗ ꯂꯥꯛꯈꯤ꯫ ꯈꯥ ꯊꯪꯕ ꯔꯥꯖ꯭ꯌ ꯀꯌꯥꯅꯥ ꯂꯤꯡꯀꯟꯒꯤ ꯃꯥꯏꯄꯥꯛꯄ ꯑꯃꯁꯨꯡ ꯃꯍꯥꯛꯀꯤ ꯄꯥꯔꯇꯤꯒꯤ ꯊꯧꯗꯥꯡ ꯑꯁꯤ ꯃꯈꯣꯏꯒꯤ ꯄꯨꯟꯁꯤ ꯃꯍꯤꯡꯗ ꯍꯛꯊꯦꯡꯅꯅ ꯆꯩꯊꯦꯡ ꯑꯃ ꯑꯣꯏꯅ ꯎꯈꯤ꯫ ꯃꯁꯤꯒꯤ ꯃꯍꯩ ꯑꯣꯏꯅ ꯂꯤꯡꯀꯟꯒꯤ ꯃꯤꯈꯜꯒꯤ ꯃꯇꯨꯡꯗ ꯈꯥ ꯊꯪꯕ ꯔꯥꯖ꯭ꯌ ꯀꯌꯥꯅ ꯌꯨꯅꯤꯌꯟ ꯑꯁꯤꯗꯒꯤ ꯂꯥꯞꯊꯣꯛꯈꯤ, ꯃꯔꯝ ꯑꯗꯨꯅ ꯑꯃꯦꯔꯤꯀꯥꯒꯤ ꯁꯤꯚꯤꯜ ꯋꯥꯔ ꯍꯧꯈꯤ꯫ ꯃꯁꯤꯒꯤ ꯃꯑꯣꯡ ꯑꯁꯤꯅ ꯂꯤꯡꯀꯟꯒꯤ ꯃꯤꯈꯜ ꯑꯁꯤꯅ ꯑꯃꯦꯔꯤꯀꯥꯒꯤ ꯄꯨꯋꯥꯔꯤꯗ ꯑꯍꯣꯡꯕ ꯑꯃ ꯄꯨꯔꯛꯈꯤ, ꯃꯔꯝꯗꯤ ꯃꯁꯤꯅ ꯑꯔꯣꯏꯕꯗ ꯂꯥꯟꯃꯤꯒꯤ ꯊꯧꯗꯥꯡ ꯂꯧꯈꯤꯕ ꯑꯃꯁꯨꯡ ꯂꯩꯕꯥꯛ ꯑꯁꯤꯕꯨ ꯑꯃꯨꯛ ꯍꯟꯅ ꯄꯨꯟꯁꯤꯅꯕꯒꯤ ꯊꯧꯗꯣꯛꯁꯤꯡ ꯊꯣꯛꯅꯈꯤ꯫ ꯑꯔꯣꯏꯕꯗ, ꯂꯤꯡꯀꯟ ꯑꯁꯤ ꯑꯃꯦꯔꯤꯀꯥꯒꯤ ꯈ꯭ꯋꯥꯏꯗꯒꯤ ꯆꯥꯎꯕ ꯔꯥꯁꯇ꯭ꯔꯄꯇꯤꯁꯤꯡꯒꯤ ꯃꯅꯨꯡꯗ ꯑꯃꯅꯤ ꯍꯥꯏꯅ ꯄꯥꯛ ꯁꯟꯅ ꯂꯧꯅꯩ꯫ ꯃꯍꯥꯛꯀꯤ ꯑꯣꯐꯤꯁꯇ ꯂꯩꯔꯤꯉꯩ ꯃꯇꯝꯗ ꯃꯍꯥꯛꯅ ꯂꯩꯕꯥꯛ ꯑꯁꯤꯕꯨ ꯃꯁꯤꯒꯤ ꯈ꯭ꯋꯥꯏꯗꯒꯤ ꯆꯥꯎꯕꯥ ꯀ꯭ꯔꯥꯏꯁꯤꯁ, ꯁꯤꯚꯤꯜ ꯋꯥꯔꯒꯤ ꯃꯔꯛꯇ ꯆꯠꯈꯤ ꯑꯃꯁꯨꯡ ꯏꯃꯥꯟꯁꯤꯄꯦꯁꯟ ꯄ꯭ꯔꯣꯀ꯭ꯂꯥꯃꯦꯁꯟ ꯑꯃꯁꯨꯡ ꯇꯔꯦꯠꯁꯨꯕ ꯑꯦꯃꯦꯟꯗꯃꯦꯟꯠ ꯄꯥꯁ ꯇꯧꯕꯒꯤ ꯈꯨꯠꯊꯥꯡꯗ ꯒꯨꯂꯥꯕ(ꯁ꯭ꯂꯦꯚꯔꯤ) ꯂꯣꯏꯁꯤꯅꯕꯗ ꯃꯔꯨꯑꯣꯏꯕ ꯊꯧꯗꯥꯡ ꯂꯧꯈꯤ꯫ ꯂꯤꯡꯀꯟꯒꯤ ꯂꯨꯆꯤꯡꯕ ꯑꯃꯁꯨꯡ ꯃꯍꯥꯛꯀꯤ ꯅꯤꯡꯇꯝꯕ ꯑꯃꯁꯨꯡ ꯃꯥꯟꯅꯕ ꯄꯨꯔꯛꯅꯕ ꯂꯥꯟꯊꯦꯡꯅꯕꯒꯤ ꯂꯤꯒꯦꯁꯤꯅ ꯃꯍꯥꯛꯀꯤ ꯃꯤꯈꯜ ꯑꯁꯤ ꯑꯃꯦꯔꯤꯀꯥꯒꯤ ꯄꯨꯋꯥꯔꯤꯗ ꯔꯤꯚꯣꯂꯨꯁꯅꯔꯤ ꯃꯣꯃꯦꯟꯇ ꯑꯃ ꯑꯣꯏꯍꯜꯂꯤ꯫ ꯁ꯭ꯌꯥꯇ꯭ꯔꯟꯒꯤ ꯃꯇꯥꯡꯗ ꯄꯨꯛꯅꯤꯡ ꯆꯤꯡꯁꯤꯟꯅꯤꯡꯉꯥꯏ ꯑꯣꯏꯕ ꯋꯥꯐꯝ ꯑꯃ ꯈꯉꯗꯣꯛꯄ꯫ ꯁ꯭ꯌꯥꯇ꯭ꯔꯟꯒꯤ ꯃꯇꯥꯡꯗ ꯄꯨꯛꯅꯤꯡ ꯆꯤꯡꯁꯤꯟꯅꯤꯡꯉꯥꯏ ꯑꯣꯏꯕ ꯋꯥꯐꯝ ꯑꯃꯗꯤ ꯃꯁꯤ ꯑꯩꯈꯣꯏꯒꯤ ꯁꯣꯂꯥꯔ ꯁꯤꯁ꯭ꯇꯦꯝꯗ ꯈ꯭ꯋꯥꯏꯗꯒꯤ ꯌꯥꯝꯅ ꯂꯨꯕ ꯒ꯭ꯔꯍꯅꯤ꯫ ꯑꯅꯤꯁꯨꯕ ꯈ꯭ꯋꯥꯏꯗꯒꯤ ꯆꯥꯎꯕ ꯒ꯭ꯔꯍ ꯑꯣꯏꯔꯕꯁꯨ, ꯃꯁꯤꯒꯤ ꯗꯦꯟꯁꯤꯇꯤ ꯑꯁꯤ ꯑꯁꯨꯛ ꯌꯥꯝꯅ ꯅꯦꯝꯃꯤ ꯃꯗꯨꯗꯤ ꯀꯔꯤꯒꯨꯝꯕ ꯃꯁꯤꯕꯨ ꯊꯝꯅꯕ ꯑꯆꯧꯕ ꯕꯥꯊꯇꯕ ꯑꯃ ꯂꯩꯔꯕꯗꯤ ꯏꯁꯤꯡꯗ ꯆꯦꯟꯊꯔꯛꯄ ꯌꯥꯏ! ꯃꯁꯤꯒꯤ ꯃꯔꯝꯗꯤ ꯃꯁꯤꯒꯤ ꯀꯝꯄꯣꯖꯤꯁꯟ ꯑꯁꯤ ꯃꯔꯨꯑꯣꯏꯅ ꯍꯥꯏꯗ꯭ꯔꯣꯖꯦꯟ ꯑꯃꯁꯨꯡ ꯍꯤꯂꯤꯌꯝꯅ ꯁꯦꯝꯕꯅꯤ, ꯃꯈꯣꯏ ꯑꯁꯤ ꯈ꯭ꯋꯥꯏꯗꯒꯤ ꯂꯥꯏꯅ ꯊꯣꯛꯄ ꯃꯆꯥꯛ ꯑꯅꯤꯅꯤ꯫ ꯅꯨꯡꯉꯥꯏꯕꯒꯤ ꯋꯥꯈꯜꯂꯣꯒꯤ ꯃꯇꯥꯡꯗ ꯋꯥꯍꯩ ꯈꯔ ꯏꯕꯤꯌꯨ꯫ ꯀꯟꯇꯦꯟꯇꯃꯦꯟꯠ ꯍꯥꯏꯕꯁꯤ ꯀꯅꯥꯒꯨꯝꯕ ꯑꯃꯅ ꯃꯈꯣꯏꯒꯤ ꯍꯧꯖꯤꯛ ꯂꯩꯔꯤꯕ ꯐꯤꯚꯝ ꯑꯁꯤꯒ ꯂꯣꯏꯅꯅ ꯃꯄꯨꯡ ꯐꯥꯕꯥ ꯑꯃꯁꯨꯡ ꯅꯨꯡꯉꯥꯏꯕ ꯐꯥꯎꯔꯛꯄ ꯃꯇꯝꯗ ꯊꯣꯛꯄ ꯁꯥꯟꯇꯤ ꯂꯩꯕ ꯑꯃꯁꯨꯡ ꯅꯨꯡꯉꯥꯏꯕ ꯏꯃꯣꯁꯟ ꯑꯃꯅꯤ꯫ ꯃꯁꯤ ꯅꯨꯡꯉꯥꯏꯕ ꯑꯃꯁꯨꯡ ꯅꯨꯡꯉꯥꯏꯕꯒꯤ ꯐꯤꯚꯝ ꯑꯃꯅꯤ, ꯃꯁꯤ ꯀꯅꯥꯒꯨꯝꯕ ꯑꯃꯒꯤ ꯑꯄꯥꯝꯕ ꯑꯗꯨ ꯐꯪꯕꯗꯒꯤ ꯅꯠꯇꯔꯒ ꯀꯅꯥꯒꯨꯝꯕ ꯑꯃꯒꯤ ꯗꯔꯀꯥꯔ ꯑꯣꯏꯕꯁꯤꯡ ꯑꯗꯨ ꯐꯪꯕꯗꯒꯤ ꯂꯥꯛꯏ꯫ ꯅꯨꯡꯉꯥꯏꯕ ꯐꯣꯡꯗꯣꯛꯄꯅ ꯅꯨꯡꯒꯤ ꯑꯣꯏꯕ ꯅꯨꯡꯉꯥꯏꯕ ꯑꯃꯁꯨꯡ ꯅꯨꯡꯉꯥꯏꯕꯒꯤ ꯋꯥꯈꯜꯂꯣꯟ ꯑꯃ ꯄꯨꯔꯛꯏ, ꯃꯁꯤꯅ ꯍꯧꯖꯤꯛ ꯑꯣꯏꯔꯤꯕ ꯃꯇꯝ ꯑꯁꯤ ꯑꯃꯁꯨꯡ ꯃꯁꯤꯅ ꯄꯨꯔꯛꯄ ꯄꯨꯝꯅꯃꯛꯄꯨ ꯃꯄꯨꯡ ꯐꯥꯅ ꯊꯥꯒꯠꯄ ꯉꯝꯍꯜꯂꯤ꯫